ꯑꯩꯈꯣꯏꯒꯤ ꯁꯣꯂꯥꯔ ꯁꯤꯁ꯭ꯇꯦꯝꯗ ꯐꯪꯂꯤꯕ ꯈ꯭ꯋꯥꯏꯗꯒꯤ ꯀꯃꯟ ꯑꯣꯏꯕ ꯁ꯭ꯄꯦꯁ ꯔꯣꯛ ꯃꯉꯥꯒꯤ ꯃꯃꯤꯡ ꯊꯣꯟꯕꯤꯌꯨ꯫ ꯃꯤꯇꯤꯑꯣꯔꯣꯏꯗꯁꯤꯡ ꯑꯌꯥꯝꯕ ꯃꯇꯝꯗ ꯀꯣꯃꯦꯠꯁꯤꯡꯅ ꯊꯝꯈꯤꯕ ꯑꯀꯥꯏ-ꯑꯇꯣꯏꯁꯤꯡꯗꯒꯤ ꯅꯠꯇ꯭ꯔꯒ ꯑꯦꯁ꯭ꯇꯦꯔꯣꯏꯗꯁꯤꯡꯅ ꯊꯦꯡꯅꯕꯗꯒꯤ ꯂꯥꯛꯄ ꯑꯄꯤꯛꯄ ꯁꯤꯜ ꯅꯠꯇ꯭ꯔꯒ ꯙꯥꯇꯨꯒꯤ ꯄꯣꯠꯁꯛꯁꯤꯡꯅꯤ꯫ ꯑꯦꯁ꯭ꯇꯦꯔꯣꯏꯗꯁꯤꯡ ꯅꯨꯃꯤꯠꯀꯤ ꯃꯅꯥꯛꯇꯆꯠꯄ ꯑꯃꯁꯨꯡ ꯄ꯭ꯂꯥꯅꯦꯠꯇꯒꯤ ꯍꯦꯟꯅ ꯄꯤꯛꯄ ꯁꯤꯜ ꯂꯥꯡꯕꯥ, ꯅꯨꯡꯁꯤꯠ ꯂꯩꯇꯕ ꯄꯣꯠꯁꯛꯁꯤꯡ, ꯃꯈꯣꯏꯒꯤ ꯃꯅꯨꯡꯗ ꯑꯌꯥꯝꯕꯗꯤ ꯃꯪꯂꯥꯟ ꯑꯃꯁꯨꯡ ꯖꯨꯄꯤꯇꯥꯔꯒꯤ ꯃꯔꯛꯇ ꯂꯩꯕ ꯑꯦꯁ꯭ꯇꯦꯔꯣꯏꯗ ꯕꯦꯜꯇꯇ ꯂꯩ꯫ ꯀꯣꯃꯦꯠꯁꯤꯡ ꯅꯨꯃꯤꯠꯀꯤ ꯃꯅꯥꯛꯇ ꯆꯠꯄ ꯑꯄꯤꯛꯄ ꯑꯥꯏꯁꯀ꯭ꯔꯤꯝ ꯄꯣꯠꯁꯛꯁꯤꯡ ꯑꯃꯁꯨꯡ ꯃꯈꯣꯏꯅ ꯂꯥꯛꯄ ꯃꯇꯝꯗ ꯒ꯭ꯌꯥꯁ ꯑꯃꯁꯨꯡ ꯃꯩꯁꯥ ꯊꯥꯗꯣꯛꯇꯨꯅ ꯎꯕ ꯉꯝꯕꯥ "ꯇꯦꯜ" ꯑꯃ ꯁꯦꯝꯃꯤ꯫ ꯆꯟꯗ꯭ꯔ ꯄ꯭ꯂꯥꯅꯦꯠꯁꯤꯡꯕꯨ ꯑꯣꯔꯕꯤꯠ ꯇꯧꯕ ꯃꯍꯧꯁꯥꯒꯤ ꯁꯦꯇꯦꯂꯥꯏꯠꯁꯤꯡ, ꯃꯈꯣꯏ ꯑꯁꯤ ꯁꯤꯜ, ꯃꯩ, ꯑꯥꯏꯁ ꯑꯃꯁꯨꯡ ꯑꯇꯩ ꯃꯆꯥꯛꯁꯤꯡꯅ ꯁꯦꯝꯕꯅꯤ꯫ ꯄ꯭ꯂꯥꯅꯦꯠꯁꯤꯃꯥꯜꯁꯤꯡ ꯄ꯭ꯂꯥꯅꯦꯠꯁꯤꯡꯒꯤ ꯕꯤꯜꯗꯤꯡ ꯕ꯭ꯂꯣꯛꯁꯤꯡꯅꯤ ꯍꯥꯏꯅ ꯈꯟꯅꯔꯕ ꯃꯩꯁꯥ ꯑꯃꯁꯨꯡ ꯁꯤꯂꯅ ꯁꯦꯝꯕ ꯀꯤꯂꯣꯃꯤꯇꯔ ꯑꯃꯗꯒꯤ ꯇꯥꯕꯥ ꯑꯄꯤꯛꯄꯥ ꯁꯦꯂꯦꯁ꯭ꯇꯤꯑꯦꯜ ꯕꯣꯗꯤꯁꯤꯡꯅꯤ꯫ ꯑꯩꯍꯥꯛꯅ ꯀꯨꯠꯇꯥ ꯑꯃ ꯐꯪꯅꯕ ꯋꯥꯈꯜ ꯂꯥꯛꯂꯤ꯫ ꯀꯥꯟꯅꯕꯁꯤꯡ: ꯃꯔꯨꯞ-ꯃꯄꯥꯡ ꯑꯣꯏꯕ: ꯌꯨꯝꯁꯥ ꯑꯃꯅ ꯅꯍꯥꯛꯄꯨ ꯂꯦꯞꯇꯅ ꯃꯔꯨꯞ-ꯃꯄꯥꯡ ꯑꯣꯏꯍꯟꯕ ꯉꯝꯃꯤ ꯑꯃꯁꯨꯡ ꯇꯪꯗꯨ ꯂꯩꯇꯥꯕꯥ ꯅꯠꯇ꯭ꯔꯒ ꯇꯣꯈꯥꯏꯅ ꯂꯩꯕꯒꯤ ꯐꯤꯚꯝ ꯍꯟꯊꯍꯟꯕꯗ ꯐꯥꯎꯕ ꯃꯇꯦꯡ ꯄꯥꯡꯏ꯫ ꯐꯤꯖꯤꯀꯦꯜ ꯑꯦꯛꯇꯤꯚꯤꯇꯤ ꯍꯦꯟꯒꯠꯍꯟꯕ : ꯀꯨꯠꯇꯥ ꯂꯩꯕ ꯍꯥꯏꯕꯁꯤ ꯑꯌꯥꯝꯕꯅ ꯆꯥꯡ ꯅꯥꯏꯅ ꯆꯠꯄ ꯑꯃꯁꯨꯡ ꯁꯥꯟꯅꯕꯒꯤ ꯃꯇꯝ ꯌꯥꯎꯏ꯫ ꯃꯁꯤꯅ ꯅꯍꯥꯛꯄꯨ ꯑꯦꯛꯁꯔꯁꯥꯏꯖ ꯇꯧꯕ ꯑꯃꯁꯨꯡ ꯑꯦꯛꯇꯤꯕ ꯑꯣꯏꯅ ꯂꯩꯕꯒꯤ ꯈꯨꯗꯣꯡꯆꯥꯕ ꯑꯃ ꯄꯤ꯫ ꯃꯦꯟꯇꯦꯜ ꯍꯦꯜꯊ ꯍꯦꯟꯒꯠꯂꯛꯄ: ꯌꯨꯃꯁꯥ ꯑꯃꯒ ꯋꯥꯔꯤ ꯁꯥꯅꯕꯅ ꯋꯥꯈꯜ ꯐꯒꯠꯍꯟꯕ, ꯁ꯭ꯇꯔꯦꯁ ꯑꯃꯁꯨꯡ ꯋꯥꯈꯜ ꯋꯥꯕ ꯍꯟꯊꯍꯟꯕ, ꯑꯃꯁꯨꯡ ꯕ꯭ꯂꯗ ꯄ꯭ꯔꯦꯁꯔ ꯐꯥꯎꯕ ꯍꯟꯊꯍꯟꯕ ꯉꯝꯃꯤ ꯍꯥꯏꯕ ꯎꯠꯂꯦ꯫ ꯉꯥꯛꯊꯣꯛꯄ: ꯌꯨꯝꯁꯥꯁꯤꯡꯅ ꯉꯥꯛꯊꯣꯛꯄ ꯉꯝꯕ ꯑꯣꯏꯅ ꯊꯕꯛ ꯇꯧꯕ ꯌꯥꯏ꯫ ꯃꯁꯤꯅ ꯁꯦꯀ꯭ꯌꯨꯔꯤꯇꯤꯒꯤ ꯋꯥꯈꯜꯂꯣꯟ ꯑꯃ ꯄꯤꯕ ꯑꯃꯁꯨꯡ ꯄꯣꯇꯦꯟꯁꯤꯑꯦꯜ ꯏꯅꯇ꯭ꯔꯨꯗꯔꯁꯤꯡꯕꯨ ꯊꯤꯡꯕ ꯉꯝꯃꯤ꯫ ꯀꯟꯗꯤꯁꯟ ꯂꯩꯇꯕ ꯅꯨꯡꯁꯤꯕ: ꯌꯨꯃꯁꯥꯁꯤꯡꯅ ꯃꯈꯣꯏꯒꯤ ꯃꯄꯨꯁꯤꯡꯒ ꯑꯀꯟꯕ ꯃꯔꯤ ꯁꯦꯝꯃꯤ ꯑꯃꯁꯨꯡ ꯀꯟꯗꯤꯁꯟ ꯂꯩꯇꯕ ꯅꯨꯡꯁꯤꯕ ꯑꯃꯁꯨꯡ ꯅꯨꯡꯁꯤꯅꯕꯒꯤ ꯍꯧꯔꯛꯐꯝ ꯑꯃ ꯄꯤ꯫ ꯀꯥꯟꯅꯕꯁꯤꯡ: ꯊꯧꯗꯥꯡ: ꯌꯨꯝꯁꯥ ꯑꯃ ꯃꯄꯨ ꯑꯣꯏꯕ ꯍꯥꯏꯕꯁꯤ ꯑꯆꯧꯕ ꯊꯧꯗꯥꯡ ꯑꯃꯅꯤ꯫ ꯃꯁꯤꯗ ꯄꯤꯖ-ꯄꯤꯊꯛ ꯇꯧꯕ ꯁꯦꯝ-ꯁꯥꯕ ꯁꯥꯖꯦꯜ ꯇꯧꯕ ꯑꯃꯁꯨꯡ ꯃꯇꯤꯛ ꯆꯥꯕ ꯃꯦꯗꯤꯀꯦꯜ ꯀꯦꯌꯔ ꯄꯤꯕ ꯑꯁꯤ ꯌꯥꯎꯏ꯫ ꯃꯇꯝ ꯂꯦꯞꯄ: ꯀꯨꯠꯇ ꯃꯇꯝ ꯑꯃꯁꯨꯡ ꯄꯨꯛꯅꯤꯡ ꯆꯪꯕ ꯌꯥꯝꯅ ꯃꯊꯧ ꯇꯥꯏ꯫ ꯃꯗꯨꯅ ꯅꯍꯥꯛꯀꯤ ꯁꯦꯗ꯭ꯌꯨꯜ ꯑꯃꯁꯨꯡ ꯄꯨꯟꯁꯤ ꯃꯍꯤꯡꯗ ꯁꯥꯐꯨ ꯄꯤꯕ ꯌꯥꯏ꯫ ꯃꯃꯜ: ꯌꯨꯝꯁꯥ ꯑꯃ ꯂꯩꯕꯒꯤ ꯃꯃꯜ ꯑꯁꯤ ꯌꯥꯝꯅ ꯋꯥꯡꯕ ꯌꯥꯏ꯫ ꯃꯁꯤꯗ ꯆꯥꯅꯕ, ꯁꯥꯟꯅꯄꯣꯠ, ꯚꯦꯇꯔꯤꯅꯔꯤꯌꯥꯟꯒꯤ ꯕꯤꯜ, ꯑꯃꯁꯨꯡ ꯒ꯭ꯔꯨꯃꯤꯡ ꯁꯞꯂꯥꯏꯁꯤꯡꯒꯨꯝꯕ ꯆꯥꯗꯤꯡꯁꯤꯡ ꯌꯥꯎꯏ꯫ ꯊꯣꯛꯄ ꯌꯥꯕ ꯑꯃꯥꯡ-ꯑꯇꯥ: ꯀꯨꯠꯇꯥ ꯐꯔꯅꯤꯆꯔ, ꯄꯣꯠ-ꯆꯩ ꯑꯃꯁꯨꯡ ꯑꯇꯩ ꯂꯅꯥꯏꯒꯤ ꯑꯣꯏꯕ ꯄꯣꯠꯂꯝꯁꯤꯡꯗ ꯑꯃꯥꯡ-ꯑꯇꯥ ꯊꯣꯛꯍꯟꯕ ꯌꯥꯏ꯫ ꯃꯔꯨꯑꯣꯏꯅ ꯃꯈꯣꯏꯅ ꯅꯍꯥ ꯑꯣꯏꯔꯤꯕ ꯑꯃꯁꯨꯡ ꯃꯄꯨꯡꯐꯥꯅ ꯇ꯭ꯔꯦꯟ ꯇꯧꯗꯕ ꯃꯇꯝꯗ꯫ ꯑꯊꯤꯡꯕ: ꯌꯨꯃꯁꯥ ꯑꯃꯒ ꯂꯣꯏꯅꯅ ꯆꯠꯊꯣꯛ-ꯆꯠꯁꯤꯟ ꯇꯧꯕ ꯅꯠꯇ꯭ꯔꯒ ꯚꯥꯔꯥꯗ ꯂꯩꯕ ꯌꯨꯝ ꯊꯤꯕ ꯑꯁꯤ ꯍꯦꯟꯅ ꯑꯋꯥꯕ ꯑꯣꯏꯕ ꯌꯥꯏ꯫